ꯐꯤꯁꯔꯤꯒꯤ ꯊꯧꯗꯣꯛ ꯑꯃꯥ ꯊꯣꯛꯂꯤ ꯍꯥꯏꯅꯥ ꯃꯍꯥꯛꯅꯥ ꯈꯟꯈꯤ꯫ ꯅꯤꯡꯊꯧꯒꯤ ꯃꯆꯥꯅꯨꯄꯤꯅꯥ ꯑꯆꯨꯝꯕꯥ ꯑꯗꯨ ꯈꯪꯗꯣꯛꯅꯕꯥ ꯐꯖꯅꯥ ꯊꯧꯔꯥꯡ ꯇꯧꯗꯨꯅꯥ ꯃꯈꯣꯏꯕꯨ ꯃꯍꯥꯛꯀꯤ ꯔꯥꯖꯃꯍꯜꯗꯥ ꯀꯨꯝꯃꯩ ꯑꯃꯗꯥ ꯀꯧꯈꯤ꯫ ꯑꯃꯁꯨꯡ ꯃꯍꯥꯛꯅꯥ ꯃꯈꯣꯏꯒꯤ ꯃꯊꯛꯇꯥ ꯆꯦꯛꯁꯤꯟꯅꯥ ꯌꯦꯡꯁꯤꯟꯈꯤ ꯑꯃꯁꯨꯡ ꯑꯔꯣꯏꯕꯗꯥ ꯃꯍꯥꯛꯅꯥ ꯃꯦꯖꯤꯛ ꯑꯣꯏꯕꯥ ꯋꯥꯐꯝꯁꯤꯡ ꯑꯗꯨ ꯈꯪꯕꯥ ꯉꯝꯈꯤ꯫ ꯑꯗꯨꯅꯥ ꯃꯔꯨꯞ ꯑꯍꯨꯝ ꯑꯗꯨ ꯇꯨꯝꯕꯥ ꯃꯇꯝꯗꯥ ꯃꯍꯥꯛꯅꯥ ꯄꯣꯠꯁꯤꯡ ꯑꯗꯨ ꯑꯅꯤꯔꯛ ꯁꯨꯕꯥ ꯏꯅꯁ꯭ꯇꯔꯨꯃꯦꯟꯠꯁꯤꯡꯅꯥ ꯃꯍꯨꯠ ꯁꯤꯟꯗꯨꯅꯥ ꯑꯔꯤꯕꯥ ꯑꯗꯨ ꯃꯁꯥꯒꯤꯗꯃꯛ ꯊꯝꯈꯤ꯫ ꯃꯊꯪꯒꯤ ꯑꯌꯨꯛꯇꯥ ꯂꯦꯞꯂꯕꯥ ꯃꯇꯨꯡꯗꯥ ꯃꯔꯨꯞ ꯑꯍꯨꯝ ꯑꯗꯨꯅꯥ ꯔꯥꯖꯃꯍꯜꯗꯥ ꯀꯅꯥꯒꯨꯝꯕꯥ ꯑꯃꯠꯇꯥ ꯎꯈꯤꯗꯦ꯫ ꯃꯈꯣꯏꯒꯤ ꯃꯅꯨꯡꯗꯥ ꯑꯃꯅꯥ ꯀꯔꯤꯒꯨꯝꯕꯥ ꯑꯃꯠꯇꯥ ꯎꯕꯥ ꯉꯝꯕꯥ ꯏꯅꯁ꯭ꯇꯔꯨꯃꯦꯟꯠ ꯑꯗꯨ ꯍꯣꯠꯅꯔꯛꯄꯥ ꯃꯇꯝꯗꯥ ꯃꯗꯨꯒꯤ ꯑꯅꯤꯡꯕꯥ ꯑꯗꯨꯅꯥ ꯃꯔꯝ ꯑꯣꯏꯗꯨꯅꯥ ꯊꯕꯛ ꯇꯧꯗꯦ꯫ ꯃꯈꯣꯏꯅꯥ ꯂꯦꯝꯍꯧꯔꯤꯕꯥ ꯏꯅꯁ꯭ꯇꯔꯨꯃꯦꯟꯠꯁꯤꯡ ꯑꯗꯨ ꯍꯣꯠꯅꯈꯤ ꯑꯃꯁꯨꯡ ꯃꯁꯤꯒꯥ ꯂꯣꯏꯅꯅꯥ ꯃꯈꯣꯏꯅꯥ ꯍꯧꯖꯤꯛ ꯊꯕꯛ ꯇꯧꯗ꯭ꯔꯤ꯫ ꯈꯪꯍꯧꯗꯅꯥ ꯅꯤꯡꯊꯧꯒꯤ ꯂꯥꯟꯃꯤ ꯃꯁꯤꯡ ꯌꯥꯝꯅꯥ ꯂꯥꯛꯇꯨꯅꯥ ꯃꯔꯨꯞ ꯑꯍꯨꯝ ꯑꯗꯨꯕꯨ ꯃꯤꯅꯨꯡꯁꯤ ꯂꯩꯇ꯭ꯔꯕꯥ ꯃꯑꯣꯡꯗꯥ ꯂꯥꯟꯗꯥꯈꯤ ꯑꯃꯁꯨꯡ ꯃꯔꯨꯞ ꯑꯍꯨꯝ ꯑꯗꯨꯅꯥ ꯃꯇꯧ ꯀꯔꯝꯅꯥ ꯇꯣꯉꯥꯟ ꯇꯣꯉꯥꯟꯕꯥ ꯃꯥꯏꯀꯩꯁꯤꯡꯗꯥ ꯅꯥꯟꯊꯣꯛꯇꯨꯅꯥ ꯃꯈꯣꯏꯒꯤ ꯄꯨꯟꯁꯤ ꯀꯟꯕꯥ ꯉꯝꯈꯤ꯫ ꯃꯈꯣꯏ ꯑꯃꯅꯥ ꯑꯃꯕꯨ ꯍꯧꯖꯤꯛ ꯃꯥꯡꯈ꯭ꯔꯦ꯫ ꯈꯥ ꯊꯪꯕꯥ ꯃꯥꯏꯀꯩꯗꯥ ꯂꯥꯟꯊꯣꯛꯈꯤꯕꯥ ꯈ꯭ꯋꯥꯏꯗꯒꯤ ꯅꯍꯥ ꯑꯣꯏꯔꯤꯕꯥ ꯑꯗꯨꯅꯥ ꯑꯆꯧꯕꯥ ꯑꯦꯄꯜ ꯇ꯭ꯔꯤ ꯑꯃꯥ ꯂꯩꯕꯥ ꯃꯐꯝ ꯑꯃꯗꯥ ꯂꯥꯛꯈꯤ ꯑꯃꯁꯨꯡ ꯃꯍꯥꯛꯅꯥ ꯃꯐꯝ ꯑꯗꯨꯗꯥ ꯅꯨꯃꯤꯠ ꯑꯗꯨ ꯂꯦꯞꯅꯕꯥ ꯋꯥꯔꯦꯞ ꯂꯧꯈꯤ꯫ ꯃꯤꯀꯨꯞ ꯑꯗꯨꯗꯥ ꯃꯍꯥꯛ ꯌꯥꯝꯅꯥ ꯂꯝꯍꯥꯡꯗꯥ ꯈꯣꯡ ꯍꯥꯝꯈꯤ ꯑꯃꯁꯨꯡ ꯃꯍꯥꯛꯅꯥ ꯑꯦꯄꯜ ꯑꯃꯥ ꯂꯧꯊꯣꯛꯇꯨꯅꯥ ꯆꯥꯈꯤ꯫ ꯃꯍꯥꯛꯅꯥ ꯑꯦꯄꯜ ꯑꯗꯨ ꯂꯣꯏꯔꯕꯥ ꯃꯤꯀꯨꯞ ꯑꯗꯨꯗꯥ ꯃꯍꯥꯛꯀꯤ ꯅꯥꯀꯣꯡ ꯑꯗꯨ ꯍꯦꯟꯅꯥ ꯁꯥꯡꯊꯔꯛꯈꯤ꯫ ꯃꯁꯤ ꯎꯕꯗꯥ ꯃꯍꯥꯛ ꯌꯥꯝꯅꯥ ꯉꯛꯈꯤ ꯑꯃꯁꯨꯡ ꯃꯍꯥꯛ ꯂꯥꯎꯊꯣꯛꯂꯒꯥ ꯀꯞꯂꯝꯃꯤ꯫ ꯅꯥꯀꯣꯡ ꯑꯗꯨ ꯑꯁꯨꯛ ꯌꯥꯝꯅꯥ ꯁꯥꯡꯂꯛꯏ ꯃꯗꯨꯗꯤ ꯃꯍꯥꯛꯀꯤ ꯑꯇꯣꯞꯄꯥ ꯃꯔꯨꯞ ꯑꯅꯤꯅꯥ ꯂꯩꯔꯤꯕꯥ ꯃꯐꯝ ꯑꯗꯨꯗꯥ ꯌꯧꯔꯛꯏ꯫ ꯃꯈꯣꯏꯒꯤ ꯃꯃꯥꯡꯗꯥ ꯊꯣꯛꯂꯤꯕꯥ ꯊꯧꯗꯣꯛ ꯑꯗꯨꯗꯥ ꯃꯈꯣꯏ ꯌꯥꯝꯅꯥ ꯉꯛꯈꯤ ꯑꯃꯁꯨꯡ ꯃꯔꯨꯞ ꯑꯅꯤ ꯑꯗꯨꯅꯥ ꯅꯥꯀꯣꯡꯒꯤ ꯃꯄꯨ ꯑꯗꯨ ꯊꯤꯕꯥ ꯂꯥꯛꯈꯤ꯫ ꯑꯔꯣꯏꯕꯗꯥ ꯃꯈꯣꯏꯅꯥ ꯑꯦꯄꯜ ꯇ꯭ꯔꯤꯗꯥ ꯂꯥꯛꯈꯤ ꯑꯃꯁꯨꯡ ꯃꯈꯣꯏꯒꯤ ꯃꯔꯨꯞ ꯑꯗꯨꯕꯨ ꯐꯤꯚꯝ ꯑꯁꯤꯗꯥ ꯎꯕꯗꯥ ꯃꯈꯣꯏ ꯌꯥꯝꯅꯥ ꯉꯛꯈꯤ꯫ ꯃꯈꯣꯏꯅꯥ ꯃꯈꯣꯏꯒꯤ ꯃꯔꯨꯞ ꯑꯗꯨꯒꯤ ꯑꯋꯥꯕꯥ ꯑꯗꯨ ꯍꯟꯊꯍꯟꯅꯕꯥ ꯍꯣꯠꯅꯈꯤ ꯑꯃꯁꯨꯡ ꯃꯈꯣꯏ ꯄꯨꯝꯅꯃꯛꯅꯥ ꯃꯈꯣꯏꯒꯤ ꯅꯨꯃꯤꯠ ꯑꯗꯨ ꯑꯦꯄꯜ ꯇ꯭ꯔꯤꯒꯤ ꯃꯈꯥꯗꯥ ꯂꯦꯞꯂꯤ꯫ ꯅꯨꯃꯤꯗꯥꯡꯋꯥꯏꯔꯞꯗꯥ ꯑꯉꯛꯄꯥ ꯊꯧꯗꯣꯛ ꯑꯃꯥ ꯊꯣꯛꯈꯤ꯫ ꯆꯞ ꯃꯥꯟꯅꯕꯥ ꯁ꯭ꯄꯤꯔꯤꯠ ꯑꯗꯨ ꯃꯈꯣꯏꯒꯤ ꯃꯃꯥꯡꯗꯥ ꯊꯣꯔꯛꯈꯤ ꯑꯃꯁꯨꯡ ꯃꯈꯣꯏꯒꯤ ꯄ꯭ꯔꯣꯕ꯭ꯂꯦꯝ ꯑꯗꯨ ꯍꯪꯈꯤ꯫ ꯁ꯭ꯄꯤꯔꯤꯠ ꯑꯗꯨꯅꯥ ꯁꯥꯡꯗꯣꯛꯄꯥ ꯅꯥꯀꯣꯡ ꯑꯗꯨ ꯎꯔꯒꯥ ꯍꯤꯗꯥꯛ ꯑꯃꯥ ꯂꯧꯊꯣꯛꯈꯤ꯫ ꯁ꯭ꯄꯤꯔꯤꯠ ꯑꯗꯨꯅꯥ ꯅꯍꯥ ꯑꯣꯏꯔꯤꯕꯥ ꯃꯔꯨꯞ ꯑꯗꯨꯗꯥ ꯁꯨꯡꯕꯥ ꯑꯦꯄꯜ ꯑꯃꯥ ꯄꯤꯖꯈꯤ ꯑꯃꯁꯨꯡ ꯃꯍꯥꯛ ꯁꯃꯁ꯭ꯌꯥ ꯑꯗꯨꯗꯒꯤ ꯐꯒꯠꯂꯛꯈꯤ꯫ ꯃꯈꯣꯏ ꯌꯥꯝꯅꯥ ꯅꯨꯡꯉꯥꯏꯈꯤ꯫ ꯃꯔꯨꯞ ꯑꯍꯨꯝ ꯑꯗꯨꯅꯥ ꯁ꯭ꯄꯤꯔꯤꯠ ꯑꯗꯨꯗꯥ ꯋꯥꯔꯤ ꯄꯨꯝꯅꯃꯛ ꯑꯃꯁꯨꯡ ꯃꯈꯣꯏꯅꯥ ꯃꯈꯣꯏꯒꯤ ꯃꯦꯖꯤꯛ ꯑꯣꯏꯕꯥ ꯄꯣꯠꯂꯝ ꯄꯨꯝꯅꯃꯛ ꯀꯔꯝꯅꯥ ꯃꯥꯡꯈꯤꯕꯒꯦ ꯍꯥꯏꯕꯗꯨ ꯐꯣꯡꯗꯣꯛꯈꯤ꯫ ꯊꯋꯥꯏ ꯑꯗꯨꯅꯥ ꯃꯈꯣꯏꯗꯥ ꯊꯧꯔꯥꯡ ꯑꯃꯥ ꯇꯝꯕꯤꯈꯤ ꯑꯃꯁꯨꯡ ꯃꯔꯨꯞ ꯑꯍꯨꯝ ꯑꯗꯨꯅꯥ ꯅꯤꯡꯊꯧꯒꯤ ꯃꯆꯥꯅꯨꯄꯤꯒꯤ ꯃꯍꯨꯠ ꯁꯤꯟꯅꯕꯥ ꯑꯅꯧꯕꯥ ꯑꯃꯁꯨꯡ ꯁꯨꯡꯕꯥ ꯑꯦꯄꯜ ꯈꯔꯥ ꯂꯧꯗꯨꯅꯥ ꯔꯥꯖꯃꯍꯜꯗꯥ ꯂꯥꯛꯈꯤ꯫ ꯃꯈꯣꯏꯅꯥ ꯄꯦꯂꯦꯁ ꯀꯨꯛ ꯑꯗꯨꯗꯥ ꯁꯦꯜ ꯄꯤꯅꯕꯥ ꯃꯇꯤꯛ ꯆꯥꯕꯥ ꯃꯇꯝ ꯑꯃꯥ ꯉꯥꯏꯗꯨꯅꯥ ꯂꯩꯈꯤ ꯑꯃꯁꯨꯡ ꯑꯔꯣꯏꯕꯗꯥ ꯃꯈꯣꯏꯒꯤ ꯊꯧꯔꯥꯡ ꯑꯗꯨ ꯃꯥꯏ ꯄꯥꯛꯈꯤ꯫ ꯄꯦꯂꯦꯁ ꯀꯨꯛ ꯑꯁꯤꯅꯥ ꯔꯥꯖꯀꯨꯃꯥꯔꯤꯒꯤ ꯌꯥꯝꯅꯥ ꯄꯥꯝꯅꯕꯥ ꯆꯤꯟꯖꯥꯛ ꯑꯗꯨꯗꯥ ꯑꯅꯧꯕꯥ ꯑꯦꯄꯜ ꯈꯔꯥ ꯊꯝꯈꯤ꯫ ꯃꯍꯥꯛꯅꯥ ꯆꯥꯅꯕꯥ ꯂꯣꯏꯔꯕꯥ ꯃꯇꯨꯡꯗꯥ ꯃꯍꯥꯛꯀꯤ ꯅꯥꯀꯣꯡ ꯑꯗꯨ ꯍꯦꯟꯅꯥ ꯁꯥꯡꯗꯣꯛꯈꯤ ꯑꯃꯁꯨꯡ ꯃꯍꯥꯛꯅꯥ ꯃꯁꯥꯒꯤ ꯃꯃꯥꯡꯗꯥ ꯊꯣꯛꯂꯤꯕꯥ ꯊꯧꯗꯣꯀꯁꯤꯡ ꯑꯗꯨꯗꯥ ꯀꯞꯄꯥ ꯑꯃꯁꯨꯡ ꯂꯥꯎꯕꯥ ꯍꯧꯔꯛꯈꯤ꯫ ꯄꯥꯎ ꯑꯁꯤ ꯂꯩꯕꯥꯛ ꯄꯨꯝꯕꯗꯥ ꯁꯟꯗꯣꯛꯈꯤ꯫ ꯅꯤꯡꯊꯧ ꯑꯗꯨ ꯋꯥꯈꯜ ꯋꯥꯕꯥ ꯑꯃꯗꯥ ꯂꯩꯔꯝꯃꯤ꯫ ꯃꯍꯥꯛꯅꯥ ꯃꯍꯥꯛꯀꯤ ꯗꯣꯛꯇꯔ ꯑꯃꯁꯨꯡ ꯑꯦꯛꯁꯄꯔꯠ ꯄꯨꯝꯅꯃꯛꯄꯨ ꯃꯍꯥꯛꯀꯤ ꯃꯆꯥꯅꯨꯄꯤꯕꯨ ꯂꯥꯌꯦꯡꯅꯕꯥ ꯀꯧꯈꯤ ꯑꯗꯨꯕꯨ ꯀꯅꯥꯒꯨꯝꯕꯥ ꯑꯃꯠꯇꯅꯥ ꯃꯍꯥꯛꯄꯨ ꯂꯥꯌꯦꯡꯕꯥ ꯉꯝꯗꯦ꯫ ꯑꯔꯣꯏꯕꯗꯥ ꯃꯍꯥꯛꯅꯥ ꯃꯍꯥꯛꯀꯤ ꯃꯤꯌꯥꯝꯗꯥ ꯍꯥꯏꯈꯤ ꯀꯔꯤꯒꯨꯝꯕꯥ ꯀꯅꯥꯒꯨꯝꯕꯥ ꯑꯃꯅꯥ ꯑꯩꯒꯤ ꯏꯆꯥꯅꯨꯄꯤꯕꯨ ꯂꯥꯌꯦꯡꯕꯥ ꯉꯝꯂꯕꯗꯤ ꯑꯩꯅꯥ ꯃꯍꯥꯛꯀꯤ ꯈꯨꯠ ꯑꯗꯨ ꯃꯤꯑꯣꯏ ꯑꯗꯨꯗꯥ ꯂꯨꯍꯣꯡꯕꯗꯥ ꯄꯤꯒꯅꯤ꯫ ꯃꯔꯨꯞ ꯑꯍꯨꯝ ꯑꯗꯨꯅꯥ ꯄꯥꯎ ꯑꯁꯤ ꯇꯥꯕꯗꯥ ꯃꯈꯣꯏꯅꯥ ꯅꯍꯥ ꯑꯣꯏꯔꯤꯕꯥ ꯑꯗꯨꯕꯨ ꯗꯣꯛꯇꯔ ꯑꯃꯥ ꯑꯣꯏꯅꯥ ꯂꯧꯗꯨꯅꯥ ꯊꯥꯔꯛꯏ꯫